ꯏꯁꯇꯔꯀꯥꯟ ꯅꯤꯡꯊꯧꯁꯤꯡꯒꯤ ꯑꯔꯤꯕ, ꯃꯁꯥꯒꯤ ꯑꯣꯏꯕ ꯂꯥꯏ ꯖꯨꯄꯤꯇꯔꯅ ꯔꯤꯄꯕ꯭ꯂꯤꯛꯇ ꯑꯅꯧꯕ ꯃꯌꯨꯝ ꯑꯃ ꯐꯪꯈꯤ꯫ ꯃꯍꯥꯛ ꯃꯉꯥꯜꯒꯤ ꯂꯥꯏ ꯑꯃ ꯑꯣꯏꯔꯝꯃꯤ, ꯃꯥꯏꯊꯤꯕꯒꯤ ꯃꯇꯝꯗ ꯉꯥꯛꯄꯤ ꯁꯦꯟꯕꯤꯕ ꯑꯃ ꯑꯣꯏꯔꯝꯃꯤ ꯑꯃꯁꯨꯡ ꯃꯥꯏꯄꯥꯛꯄ ꯄꯤꯔꯝꯃꯤ꯫ ꯑꯃꯁꯨ ꯃꯍꯥꯛ ꯖꯨꯄꯤꯇꯔ ꯏꯝꯄꯦꯔꯦꯇꯔꯅꯤ, ꯈ꯭ꯋꯥꯏꯗꯒꯤ ꯋꯥꯡꯕ ꯖꯦꯅꯔꯦꯜꯅꯤ; ꯖꯨꯄꯤꯇꯔ ꯏꯟꯚꯤꯇꯔ, ꯈꯨꯗꯨꯝ ꯆꯟꯈꯤꯗꯕ ꯑꯃꯁꯨꯡ ꯑꯔꯣꯏꯕꯗ, ꯖꯨꯄꯤꯇꯔ ꯇ꯭ꯔꯥꯏꯝꯐꯦꯇꯔ꯫ ꯃꯍꯥꯛꯅ ꯂꯥꯟꯒꯤ ꯃꯇꯝꯗ ꯔꯣꯝꯕꯨ ꯉꯥꯛꯊꯣꯛꯈꯤ ꯑꯃꯁꯨꯡ ꯁꯥꯟꯇꯤꯒꯤ ꯃꯇꯝꯗ ꯃꯤꯌꯥꯝꯒꯤ ꯌꯥꯏꯐꯅꯕ ꯉꯥꯛꯇꯨꯅ ꯊꯝꯈꯤ꯫ ꯃꯍꯥꯛꯄꯨ ꯑꯌꯥꯝꯕꯅ ꯑꯁꯥꯡꯕ, ꯑꯉꯧꯕ ꯀꯣꯏ ꯑꯃꯒ ꯂꯣꯏꯅꯅ ꯁꯛꯇꯝ ꯂꯥꯛꯈꯤ, ꯑꯃꯁꯨꯡ ꯃꯍꯥꯛꯀꯤ ꯈꯨꯗꯝ ꯑꯗꯨꯗꯤ ꯃꯍꯥꯛꯅ ꯃꯍꯥꯛꯀꯤ ꯆꯤꯡꯂꯦꯝꯂꯕ ꯐꯝꯕꯥꯜꯗ ꯐꯝꯂꯤꯉꯩꯗ ꯄꯨꯈꯤꯕ ꯅꯤꯡꯊꯧꯒꯤ ꯋꯥꯌꯦꯜ ꯑꯃꯒꯤ ꯃꯊꯛꯇ ꯂꯩꯕ ꯁꯦꯛꯄꯤ ꯑꯗꯨꯅꯤ꯫ ꯖ꯭ꯌꯨꯁꯒꯨꯝꯅ, ꯃꯍꯥꯛꯀꯤ ꯍꯤꯡꯁꯥꯒꯤ ꯃꯤꯡꯆꯠ ꯑꯗꯨꯅ ꯑꯌꯥꯝꯕ ꯃꯇꯝꯗ ꯅꯨꯄꯥꯁꯤꯡꯕꯨ ꯑꯀꯤꯕ ꯄꯣꯛꯍꯟꯈꯤ ꯃꯔꯝꯗꯤ ꯃꯍꯥꯛꯅ ꯃꯈꯣꯏꯕꯨ ꯃꯍꯥꯛꯀꯤ ꯅꯣꯡꯖꯨ-ꯅꯨꯡꯁꯥ ꯑꯃꯅ ꯂꯥꯏꯅ ꯆꯩꯔꯥꯛ ꯄꯤꯕ ꯉꯝꯒꯅꯤ꯫ ꯇꯁꯦꯡꯅ, ꯃꯍꯥꯛꯅ ꯃꯈꯣꯏꯗ ꯑꯔꯣꯏꯕ, ꯃꯥꯡꯍꯟ-ꯇꯥꯛꯍꯟꯕ ꯕꯣꯜꯠ ꯑꯗꯨꯒꯤ ꯃꯃꯥꯡꯗ ꯑꯆꯨꯝꯕ ꯆꯦꯛꯁꯤꯟꯋꯥ ꯑꯃ ꯄꯤꯒꯅꯤ, ꯑꯃꯁꯨꯡ ꯆꯩꯔꯥꯛ ꯑꯁꯤ ꯃꯍꯧꯁꯥꯅ ꯑꯇꯣꯞꯄ ꯂꯥꯏꯁꯤꯡꯒꯤ ꯑꯌꯥꯕ ꯂꯧꯔꯒ ꯄꯥꯡꯊꯣꯛꯈꯤ꯫ ꯔꯣꯃꯥꯟ ꯂꯥꯏꯅꯤꯡꯗ ꯙꯔꯃꯥ ꯑꯁꯤ ꯃꯇꯝ ꯄꯨꯝꯅꯃꯛꯇ ꯑꯅꯧꯕ ꯃꯇꯝꯒꯤ ꯅꯠꯇ꯭ꯔꯒ ꯑꯔꯤꯕ ꯈꯨꯟꯅꯥꯏ ꯈꯨꯗꯤꯡꯃꯛꯀꯤ ꯃꯔꯨꯑꯣꯏꯕ ꯃꯆꯥꯛ ꯑꯃ ꯑꯣꯏꯗꯨꯅ ꯂꯥꯛꯈꯤ꯫ ꯃꯁꯤꯅ ꯀꯨꯝꯁꯤꯡ, ꯑꯌꯨꯛꯇ ꯅꯨꯃꯤꯠ ꯊꯣꯛꯄ ꯑꯃꯁꯨꯡ ꯅꯨꯃꯤꯗꯥꯡꯗ ꯊꯥ ꯌꯥꯎꯅ ꯄꯨꯝꯅꯃꯛ ꯁꯟꯗꯣꯛꯅ ꯇꯥꯛꯈꯤ꯫ ꯂꯥꯏꯁꯤꯡꯅ ꯃꯤꯌꯥꯝꯕꯨ ꯃꯈꯣꯏꯒꯤ ꯌꯦꯡꯁꯤꯟꯅꯕꯁꯤꯡ, ꯃꯍꯧꯁꯥꯒꯤ ꯂꯥꯟꯃꯤꯁꯤꯡꯗꯒꯤ ꯉꯥꯛꯊꯣꯛꯈꯤ ꯑꯃꯁꯨꯡ ꯂꯥꯟꯒꯤ ꯃꯇꯝꯗ ꯃꯈꯣꯏꯒ ꯂꯣꯏꯅꯅ ꯂꯥꯟꯊꯦꯡꯅꯈꯤ꯫ ꯂꯥꯏꯁꯤꯡ ꯑꯁꯤ ꯃꯈꯣꯏꯒꯤ ꯐꯨꯡꯒꯥ ꯋꯥꯔꯤꯁꯤꯡꯗ ꯃꯇꯝ ꯄꯨꯝꯅꯃꯛꯇ ꯂꯩꯔꯝꯃꯤ ꯑꯃꯁꯨꯡ ꯃꯈꯣꯏꯕꯨ ꯏꯀꯥꯏ ꯈꯨꯝꯅꯕ ꯎꯠꯅꯕ ꯂꯥꯏꯁꯪꯁꯤꯡ ꯁꯥꯈꯤ꯫ ꯂꯥꯏꯅꯤꯡꯁꯤꯡꯒꯤ ꯊꯧꯖꯥꯜ ꯐꯪꯅꯕ ꯀꯠꯊꯣꯛꯈꯤ꯫ ꯖꯨꯗꯤꯑꯣ-ꯈ꯭ꯔꯤꯁꯇ꯭ꯌꯥꯟꯁꯤꯡꯒꯤ ꯑꯃꯠꯇ ꯉꯥꯏꯔꯕ ꯂꯥꯏꯅꯤꯡ ꯑꯁꯤ ꯆꯥꯎꯈꯠꯂꯛꯇ꯭ꯔꯤꯉꯩ ꯃꯃꯥꯡꯗ ꯑꯌꯥꯝꯕ ꯅꯥꯠꯁꯤꯡꯅ ꯂꯥꯏ ꯀꯌꯥꯕꯨ ꯈꯨꯔꯨꯝꯖꯔꯝꯃꯤ꯫ ꯂꯥꯟꯒꯤ ꯂꯥꯏ ꯑꯃ, ꯂꯧꯔꯛꯄꯒꯤ ꯂꯥꯏ ꯑꯃ ꯑꯃꯁꯨꯡ ꯂꯩꯍꯥꯎ ꯆꯦꯟꯕꯒꯤ ꯂꯥꯏꯔꯦꯝꯕꯤ ꯐꯥꯎꯕ ꯂꯩꯔꯝꯃꯤ꯫ ꯔꯣꯃꯥꯟ ꯅꯤꯡꯊꯧꯔꯦꯜ ꯂꯩꯕꯥꯛ ꯑꯁꯤ ꯈꯦꯠꯅꯕ ꯑꯣꯏꯈꯤꯗꯦ꯫ ꯑꯀꯟꯕ ꯃꯇꯝꯒꯤ ꯔꯣꯃꯥꯟꯁꯤꯡꯒꯤ ꯂꯥꯏꯅꯤꯡ ꯑꯃꯁꯨꯡ ꯊꯥꯖꯕꯗ, ꯃꯔꯨꯑꯣꯏꯅ ꯔꯤꯄꯕ꯭ꯂꯤꯛꯀꯤ ꯑꯉꯟꯕ ꯆꯍꯤꯁꯤꯡꯗ, ꯃꯤꯌꯥꯝꯗ ꯊꯥꯖꯕ ꯑꯃꯁꯨꯡ ꯉꯥꯛ-ꯁꯦꯟꯕ ꯄꯤꯈꯤ꯫ ꯃꯁꯤ ꯄꯨꯟꯁꯤꯒꯤ ꯍꯤꯔꯝ ꯈꯨꯗꯤꯡꯃꯛꯇ ꯑꯆꯧꯕ ꯃꯆꯠ ꯑꯃ ꯑꯣꯏꯔꯝꯃꯤ; ꯂꯥꯏꯁꯤꯡꯗ ꯍꯥꯏꯖꯗꯕ ꯋꯥꯔꯦꯞ ꯈꯔ ꯂꯩꯈꯤ꯫ ꯑꯗꯨꯝ ꯑꯣꯏꯅꯃꯛ, ꯈꯨꯗꯝ ꯑꯣꯏꯅ, ꯔꯣꯃꯥꯟ ꯂꯥꯏꯅꯤꯡ ꯑꯁꯤ ꯈ꯭ꯔꯤꯁꯇ꯭ꯌꯥꯟ ꯙꯔꯃꯥꯒꯨꯝꯅ ꯃꯤꯑꯣꯏ ꯑꯃ ꯑꯣꯏꯈꯤꯗꯦ; ꯃꯁꯤ ꯀꯥꯡꯂꯨꯞꯀꯤ ꯑꯣꯏꯈꯤ꯫ ꯁꯦꯡꯂꯕ ꯂꯥꯏꯔꯤꯛ ꯅꯠꯇ꯭ꯔꯒ ꯂꯥꯏꯅꯤꯡ ꯂꯤꯆꯠ ꯑꯃꯠꯇ ꯂꯩꯔꯝꯗꯦ; ꯂꯥꯏꯁꯤꯡꯒꯤ ꯄꯦꯛꯁ ꯗꯤꯑꯣꯔꯝ ꯅꯠꯇ꯭ꯔꯒ ꯁꯛꯇꯤ ꯈꯛꯇꯃꯛ ꯂꯩꯔꯝꯃꯤ꯫ ꯂꯥꯏꯅꯤꯡ-ꯂꯥꯏꯁꯣꯜꯒꯤ ꯊꯧꯔꯝꯁꯤꯡ ꯑꯃꯁꯨꯡ ꯂꯥꯏꯁꯣꯜꯒꯤ ꯈꯨꯠꯊꯥꯡꯗ, ꯔꯣꯃꯥꯟꯁꯤꯡꯅ ꯂꯥꯏꯁꯤꯡꯗ ꯊꯧꯖꯥꯜ ꯄꯤꯈꯤ ꯑꯃꯁꯨꯡ ꯃꯁꯤꯅ ꯃꯔꯝ ꯑꯣꯏꯗꯨꯅ ꯃꯍꯥꯛꯀꯤ ꯑꯁꯥꯎꯕ ꯑꯗꯨ ꯅꯥꯟꯊꯣꯛꯈꯤ꯫ ꯑꯃꯁꯨꯡ, ꯔꯣꯃꯥꯟꯁꯤꯡꯅ ꯃꯈꯣꯏꯅ ꯈꯨꯗꯝ ꯆꯟꯈꯤꯕ ꯃꯤꯑꯣꯏꯁꯤꯡꯒꯤ ꯙꯔꯃꯥ ꯑꯁꯤ ꯑꯌꯥꯝꯕꯅ ꯌꯥꯅꯤꯡꯗꯕ ꯎꯠꯂꯕ ꯑꯌꯥꯝꯕꯅ ꯃꯇꯝ ꯃꯇꯝꯒꯤ ꯑꯣꯏꯅ ꯑꯅꯧꯕ ꯂꯥꯏ ꯑꯃ ꯅꯠꯇ꯭ꯔꯒ ꯑꯅꯤ ꯂꯧꯁꯤꯜꯂꯕꯁꯨ, ꯃꯈꯣꯏꯅ ꯂꯩꯉꯥꯛꯀꯤ ꯑꯣꯏꯕ ꯔꯥꯖ꯭ꯌꯒꯤ ꯙꯔꯃꯥꯕꯨ ꯉꯥꯛꯁꯦꯟꯗꯨꯅ ꯂꯩꯈꯤ ꯑꯃꯁꯨꯡ ꯃꯈꯣꯏꯒꯤ ꯁꯛꯇꯤꯒꯤ ꯃꯑꯣꯡ ꯑꯗꯨ ꯁꯟꯗꯣꯛꯍꯟꯕ ꯌꯥꯕ ꯀꯔꯤꯒꯨꯝꯕ ꯑꯃꯍꯦꯛꯇꯗ ꯆꯤꯡꯅꯈꯤ꯫ ꯃꯁꯤꯒꯤ ꯆꯤꯡꯅꯕ ꯑꯁꯤꯅ ꯅꯤꯔꯣ ꯑꯃꯁꯨꯡ ꯃꯇꯨꯡ ꯇꯥꯔꯛꯄ ꯅꯤꯡꯊꯧꯔꯦꯜꯁꯤꯡꯒꯤ ꯂꯩꯉꯥꯛ ꯃꯇꯝꯗ ꯖꯤꯌꯨ ꯑꯃꯁꯨꯡ ꯈ꯭ꯔꯤꯁꯇ꯭ꯌꯥꯟ ꯑꯅꯤꯃꯛꯄꯨ ꯑꯣꯠ-ꯅꯩꯕꯒꯤ ꯃꯔꯝ ꯑꯣꯏꯈꯤ꯫ ꯫